ꯇꯥꯏꯝꯂꯥꯏꯟ ꯑꯃ ꯁꯦꯝꯅꯕꯒꯤꯗꯃꯛ ꯐ꯭ꯔꯤ ꯑꯣꯏꯕ ꯑꯣꯟꯂꯥꯏꯟ ꯇꯨꯜ ꯑꯃ ꯊꯤꯕꯤꯌꯨ꯫ ꯇꯥꯏꯝꯂꯥꯏꯟ ꯁꯦꯝꯅꯕꯒꯤꯗꯃꯛ ꯐ꯭ꯔꯤ ꯑꯣꯏꯕ ꯑꯣꯟꯂꯥꯏꯟ ꯇꯨꯜ ꯈꯔ ꯂꯩ, ꯑꯗꯨꯕꯨ ꯈ꯭ꯋꯥꯏꯗꯒꯤ ꯃꯃꯤꯡ ꯆꯠꯄ ꯈꯔꯗꯤ ꯃꯈꯥꯗ ꯄꯤꯔꯤ: ꯀꯦꯅꯚꯥ: ꯀꯦꯅꯚꯥꯗ ꯌꯨꯖꯔ ꯐ꯭ꯔꯦꯟꯗꯂꯤ ꯑꯣꯏꯕ ꯇꯥꯏꯝꯂꯥꯏꯟ ꯃꯦꯀꯔ ꯑꯃ ꯂꯩ ꯑꯃꯁꯨꯡ ꯃꯁꯤꯅ ꯃꯃꯥꯡꯗ ꯗꯤꯖꯥꯏꯟ ꯇꯧꯔꯕ ꯇꯦꯝꯄꯂꯦꯠꯁꯤꯡ ꯑꯃꯁꯨꯡ ꯗ꯭ꯔꯦꯒ- ꯑꯃꯁꯨꯡ-ꯗ꯭ꯔꯣꯞ ꯐꯤꯆꯔꯁꯤꯡ ꯌꯥꯎꯔꯤ꯫ ꯇꯥꯏꯝꯒ꯭ꯔꯥꯐꯤꯛ: ꯇꯥꯏꯝꯒ꯭ꯔꯥꯐꯤꯛꯁꯀ ꯂꯣꯏꯅꯅ ꯑꯗꯣꯝꯅ ꯇꯥꯏꯝꯂꯥꯏꯟ ꯑꯃꯗ ꯑꯇꯣꯞꯄꯁꯤꯡꯒ ꯂꯣꯏꯅꯅ ꯁꯦꯝꯕ ꯑꯃꯁꯨꯡ ꯄꯨꯟꯅ ꯊꯕꯛ ꯇꯧꯃꯤꯟꯅꯕ ꯌꯥꯏ꯫ ꯃꯁꯤ ꯁꯤꯖꯤꯟꯅꯕꯗ ꯐ꯭ꯔꯤ ꯑꯣꯏ ꯑꯃꯁꯨꯡ ꯃꯁꯤꯗ ꯏꯆꯝ ꯆꯝꯕ, ꯏꯟꯇ꯭ꯌꯨꯇꯤꯞ ꯏꯟꯇꯔꯐꯦꯁ ꯑꯃꯥ ꯂꯩ꯫ ꯇꯤꯀꯤ-ꯇꯣꯀꯤ: ꯇꯤꯀꯤ-ꯇꯣꯀꯤ ꯑꯁꯤ ꯑꯇꯣꯞꯄꯥ ꯐ꯭ꯔꯤ ꯑꯣꯅꯂꯥꯏꯟ ꯇꯥꯏꯝꯂꯥꯏꯟ ꯃꯦꯀꯔ ꯑꯃꯅꯤ ꯃꯁꯤꯅ ꯅꯍꯥꯛꯄꯨ ꯏꯃꯦꯖ ꯑꯃꯁꯨꯡ ꯚꯤꯗꯤꯑꯣꯁꯤꯡꯒ ꯂꯣꯏꯅꯅ ꯃꯄꯨꯡ ꯐꯥꯅ ꯏꯟꯇꯔꯦꯛꯇꯤꯕ ꯇꯥꯏꯝꯂꯥꯏꯟ ꯁꯦꯝꯕ ꯌꯥꯍꯜꯂꯤ꯫ ꯄ꯭ꯔꯤꯁꯤꯗꯦꯟ: ꯄ꯭ꯔꯤꯁꯦꯗꯦꯟ ꯑꯁꯤ ꯀꯁ꯭ꯇꯃꯔ ꯑꯣꯞꯁꯟ ꯀꯌꯥꯒ ꯂꯣꯏꯅꯅ ꯇꯥꯏꯝꯂꯥꯏꯟ ꯁꯦꯝꯅꯕ ꯋꯦꯕꯇ ꯌꯨꯝꯐꯝ ꯑꯣꯏꯕ ꯈꯨꯠꯂꯥꯏ ꯑꯃꯅꯤ꯫ ꯃꯁꯤꯅ ꯂꯤꯃꯤꯇꯦꯗ ꯃꯁꯤꯡꯒꯤ ꯊꯧꯔꯝ ꯀꯌꯥ ꯐ꯭ꯔꯤ ꯑꯣꯏꯅ ꯑꯌꯥꯕꯥ ꯄꯤꯔꯤ, ꯑꯗꯨꯕꯨ ꯅꯍꯥꯛꯅ ꯍꯦꯟꯅ ꯐꯤꯆꯔꯁꯤꯡꯒꯤꯗꯃꯛꯇ ꯄꯦꯃꯦꯟꯠ ꯇꯧꯔꯕ ꯚꯔꯖꯟ ꯑꯃꯗ ꯑꯄꯒ꯭ꯔꯦꯗ ꯇꯧꯕ ꯌꯥꯏ꯫ ꯇꯥꯏꯝꯂꯥꯏꯟ ꯖꯦ. ꯑꯦꯁ.: ꯇꯥꯏꯝꯂꯥꯏꯟꯖꯦꯑꯦꯁ ꯑꯁꯤ ꯐ꯭ꯔꯤ, ꯑꯣꯄꯟ-ꯁꯣꯔꯁ ꯇꯨꯜ ꯑꯃꯅꯤ, ꯃꯁꯤ ꯅꯍꯥꯛꯅ ꯏꯃꯦꯖ, ꯚꯤꯗꯤꯑꯣ, ꯑꯃꯁꯨꯡ ꯃꯦꯞꯒꯨꯝꯕꯥ ꯃꯤꯗꯤꯌꯥꯒꯥ ꯂꯣꯏꯅꯅ ꯐꯖꯔꯕ ꯏꯟꯇꯔꯦꯛꯇꯤꯕ ꯇꯥꯏꯝꯂꯥꯏꯅꯁꯤꯡ ꯁꯦꯃꯒꯠꯅꯕ ꯁꯤꯖꯤꯟꯅꯕ ꯌꯥꯒꯅꯤ꯫ ꯃꯈꯥꯒꯤ ꯋꯥꯍꯩ ꯑꯁꯤ ꯑꯦꯐꯦꯔꯃꯦꯇꯤꯕ ꯁꯦꯟꯇꯦꯟꯁ ꯑꯃꯗꯒꯤ ꯋꯥꯍꯪ ꯑꯃꯗ ꯍꯣꯡꯗꯣꯛꯅꯕ ꯑꯃꯨꯛ ꯍꯟꯅ ꯏꯕꯤꯌꯨ꯫ ꯃꯁꯤꯒꯤ ꯐꯤꯆꯔ ꯑꯁꯤꯅ ꯌꯨꯖꯔꯗ ꯍꯦꯟꯅ ꯑꯣꯞꯁꯟ ꯄꯤꯔꯤ꯫